ꯄꯤꯔꯤꯕ ꯏꯟꯄꯨꯠꯁꯤꯡꯒ ꯂꯣꯏꯅꯅ ꯀꯦꯠ ꯕ꯭ꯔꯤꯠꯁꯤꯡ ꯈꯪꯗꯣꯛꯅꯕ ꯔꯨꯜꯗ ꯌꯨꯝꯐꯝ ꯑꯣꯏꯕ ꯁꯤꯁꯇꯦꯝ ꯑꯃ ꯁꯦꯝꯃꯨ꯫ ꯄꯥꯔꯁꯤꯌꯥꯟ ꯁꯤꯌꯥꯝ ꯃꯦꯟ ꯀꯨꯟꯅꯆꯤꯡꯕ ꯇꯣꯉꯥꯟ ꯇꯣꯉꯥꯟꯕ ꯕ꯭ꯔꯤꯠꯁꯤꯡꯗꯒꯤ ꯂꯥꯛꯄ ꯀꯦꯠꯁꯤꯡ ꯅꯠꯇ꯭ꯔꯒꯥ ꯀꯨꯠꯇꯥ ꯕ꯭ꯔꯤꯠꯁꯤꯡꯒꯤ ꯏꯃꯦꯖꯁꯤꯡ꯫ ꯏꯃꯦꯖꯁꯤꯡꯗꯒꯤ ꯀꯦꯠ ꯕ꯭ꯔꯤꯠꯁꯤꯡ ꯈꯪꯗꯣꯛꯅꯕ ꯔꯨꯜꯗ ꯌꯨꯝꯐꯝ ꯑꯣꯏꯕ ꯁꯤꯁꯇꯦꯝ ꯑꯃ ꯁꯦꯝꯅꯕ ꯑꯩꯈꯣꯏꯅ ꯈꯣꯡꯊꯥꯡꯁꯤꯡ ꯑꯁꯤ ꯏꯟꯒꯗꯕꯅꯤ ꯗꯦꯇꯥ ꯈꯣꯝꯖꯤꯟꯕꯥ ꯇꯣꯉꯥꯟ ꯇꯣꯉꯥꯟꯕ ꯕ꯭ꯔꯤꯠꯁꯤꯡꯗꯒꯤ ꯀꯦꯠꯁꯤꯡꯒꯤ ꯂꯦꯕꯦꯜ ꯇꯧꯔꯕ ꯏꯃꯦꯖꯁꯤꯡꯒꯤ ꯑꯆꯧꯕ ꯗꯦꯇꯥꯁꯦꯠ ꯑꯃ ꯈꯣꯝꯖꯤꯟꯕ ꯑꯃꯁꯨꯡ ꯑꯣꯔꯒꯅꯥꯏꯖ ꯇꯧꯕ ꯃꯈꯣꯏꯁꯤꯡ ꯑꯗꯨꯗꯤ ꯄꯥꯔꯁꯤꯌꯥꯟ ꯁꯤꯌꯥꯝ ꯃꯦꯟ ꯀꯨꯟ ꯑꯁꯤꯅꯆꯤꯡꯕ ꯐꯤꯆꯔ ꯑꯦꯛꯁꯇꯔꯥꯛꯁꯟ ꯇꯣꯉꯥꯟ ꯇꯣꯉꯥꯟꯕ ꯀꯦꯠ ꯕ꯭ꯔꯤꯠꯁꯤꯡ ꯈꯦꯠꯅꯕ ꯃꯔꯨꯑꯣꯏꯕ ꯐꯤꯆꯔꯁꯤꯡ ꯈꯪꯗꯣꯛꯅꯕ ꯏꯃꯦꯖꯁꯤꯡ ꯑꯗꯨ ꯑꯦꯅꯥꯂꯥꯏꯖ ꯇꯧꯕ꯫ ꯃꯁꯤꯗ ꯀꯣꯠꯀꯤ ꯂꯝꯕꯤ ꯃꯆꯨ ꯑꯃꯁꯨꯡ ꯇꯦꯛꯁꯆꯔ ꯂꯣꯏꯅꯅ ꯃꯤꯠꯀꯤ ꯃꯑꯣꯡ ꯃꯇꯧ ꯅꯥꯀꯣꯡꯒꯤ ꯃꯑꯣꯡ ꯃꯇꯧ ꯑꯃꯁꯨꯡ ꯅꯥꯀꯣꯡꯒꯤ ꯃꯑꯣꯡ ꯃꯇꯧ ꯑꯁꯤꯅꯆꯤꯡꯕ ꯌꯥꯎꯕ ꯌꯥꯏ꯫ ꯔꯨꯜ ꯁꯦꯝꯕ ꯐꯤꯆꯔꯁꯤꯡꯒꯤ ꯑꯦꯅꯥꯂꯥꯏꯁꯤꯁꯇꯥ ꯌꯨꯝꯐꯝ ꯑꯣꯏꯗꯨꯅ ꯇꯣꯉꯥꯟ ꯇꯣꯉꯥꯟꯕ ꯕ꯭ꯔꯤꯠꯁꯤꯡꯒꯤ ꯃꯔꯛꯇ ꯈꯦꯠꯅꯕ ꯊꯝꯅꯕ ꯁꯤꯖꯤꯟꯅꯕ ꯌꯥꯕ ꯔꯨꯜꯁꯤꯡꯒꯤ ꯁꯦꯠ ꯑꯃ ꯁꯦꯝꯒꯠꯄ꯫ ꯈꯨꯗꯝ ꯑꯣꯏꯅ ꯅꯤꯌꯝ ꯑꯃꯅ ꯍꯥꯏꯔꯛꯄ ꯌꯥꯏ ꯃꯗꯨꯗꯤ ꯀꯔꯤꯒꯨꯝꯕ ꯏꯃꯦꯖ ꯑꯃꯅ ꯌꯥꯝꯅ ꯁꯥꯡꯕ ꯃꯆꯨ ꯂꯦꯡ ꯑꯣꯠꯄꯒꯤ ꯃꯑꯣꯡ ꯑꯃꯁꯨꯡ ꯒꯣꯜꯗ ꯑꯣꯏꯕ ꯃꯤꯠ ꯎꯗꯕ ꯀꯦꯠ ꯑꯗꯨ ꯄꯥꯔꯁꯤꯌꯥꯟ ꯑꯣꯏꯕ ꯌꯥꯏ꯫ ꯀ꯭ꯂꯥꯁꯤꯐꯤꯀꯦꯁꯟ ꯅꯤꯌꯝꯁꯤꯡ ꯁꯦꯝꯂꯕ ꯃꯇꯨꯡꯗ ꯃꯈꯣꯏꯒꯤ ꯕ꯭ꯔꯤꯠ ꯑꯗꯨ ꯈꯪꯗꯣꯛꯅꯕ ꯀꯦꯠꯁꯤꯡꯒꯤ ꯑꯅꯧꯕ ꯏꯃꯦꯖꯁꯤꯡꯗ ꯑꯦꯞꯂꯥꯏ ꯇꯧ꯫ ꯃꯁꯤꯗ ꯃꯔꯨꯑꯣꯏꯕ ꯐꯤꯆꯔꯁꯤꯡ ꯈꯪꯗꯣꯛꯅꯕ ꯐꯤꯆꯔ ꯑꯦꯛꯁꯇꯔꯥꯛꯁꯟ ꯄ꯭ꯔꯣꯁꯦꯁꯀꯤ ꯈꯨꯠꯊꯥꯡꯗ ꯏꯃꯦꯖ ꯑꯗꯨ ꯆꯂꯥꯏꯕ ꯌꯥꯎꯒꯅꯤ ꯃꯗꯨꯒꯤ ꯃꯇꯨꯡꯗ ꯈ꯭ꯋꯥꯏꯗꯒꯤ ꯌꯥꯝꯅ ꯑꯣꯏꯊꯣꯛꯄ ꯌꯥꯕ ꯕ꯭ꯔꯤꯠ ꯑꯗꯨ ꯈꯡꯗꯣꯛꯅꯕ ꯐꯤꯆꯔꯁꯤꯡ ꯑꯗꯨ ꯅꯤꯌꯝꯁꯤꯡꯒ ꯆꯥꯡꯗꯝꯅꯕ ꯌꯥꯎꯒꯅꯤ꯫ ꯃꯁꯤꯒꯤ ꯔꯨꯜꯗ ꯌꯨꯝꯐꯝ ꯑꯣꯏꯕ ꯃꯁꯛ ꯈꯪꯗꯣꯛꯄꯒꯤ ꯁꯤꯁ꯭ꯇꯦꯝ ꯑꯁꯤꯅ ꯏꯃꯦꯖ ꯀꯌꯥꯒꯤꯗꯃꯛ ꯊꯕꯛ ꯇꯧꯕ ꯌꯥꯏ ꯑꯗꯨꯕꯨ ꯃꯁꯤ ꯕ꯭ꯔꯤꯠꯁꯤꯡꯒꯤ ꯃꯅꯨꯡꯗ ꯈꯦꯠꯅꯕ ꯐꯤꯆꯔꯁꯤꯡꯒꯤ ꯁꯕꯖꯦꯛꯇꯤꯕ ꯏꯟꯇꯔꯄꯔꯤꯇꯦꯁꯟ ꯑꯁꯤꯅꯆꯤꯡꯕꯅ ꯂꯤꯃꯤꯠ ꯇꯧꯕ ꯌꯥꯏ ꯕ꯭ꯔꯤꯠ ꯃꯁꯛ ꯈꯪꯗꯣꯛꯄꯒꯤ ꯏꯐꯤꯁꯤꯑꯦꯟꯁꯤ ꯑꯃꯁꯨꯡ ꯑꯆꯨꯝꯕ ꯍꯦꯟꯒꯠꯍꯟꯅꯕ ꯃꯦꯁꯤꯟ ꯂꯔꯅꯤꯡ ꯑꯦꯜꯒꯣꯔꯤꯊꯝꯁꯤꯡꯁꯨ ꯃꯁꯤꯒ ꯂꯣꯏꯅꯅ ꯑꯦꯞꯂꯥꯏ ꯇꯧꯕ ꯌꯥꯏ꯫ ꯔꯨꯜꯗ ꯌꯨꯝꯐꯝ ꯑꯣꯏꯕ ꯁꯤꯁꯇꯦꯝ ꯑꯁꯤ ꯑꯅꯧꯕ ꯕ꯭ꯔꯤꯠꯁꯤꯡ ꯌꯥꯎꯍꯟꯗꯨꯅ ꯑꯃꯁꯨꯡ ꯏꯃꯦꯖꯁꯤꯡꯒꯤ ꯀ꯭ꯂꯥꯁꯤꯐꯤꯀꯦꯁꯟ ꯊꯧꯒꯠꯂꯤꯕ ꯔꯨꯜꯁꯤꯡ ꯑꯞꯗꯦꯠ ꯇꯧꯗꯨꯅ ꯃꯇꯝꯒꯤ ꯃꯇꯨꯡ ꯏꯟꯅ ꯔꯤꯐꯥꯏꯟ ꯇꯧꯕ ꯑꯃꯁꯨꯡ ꯐꯒꯠꯍꯟꯕ ꯌꯥꯏ꯫